ꯑꯥꯔꯇꯤꯐꯤꯁꯤꯑꯦꯜ ꯏꯟꯇ‌ꯦꯂꯤꯖ‌ꯦꯟꯁꯗ ꯈ꯭ꯋꯥꯏꯗꯒꯤ ꯌꯥꯝꯅ ꯁꯦꯜ ꯊꯥꯗꯒꯅꯤ? ꯗꯣꯀꯨꯃꯦꯟꯠ: ꯄ꯭ꯔꯥꯏꯖ ꯋꯥꯇꯔꯍꯥꯎꯁ ꯀꯨꯄꯔꯁꯗꯒꯤ ꯍꯟꯗꯛꯇ ꯊꯣꯛꯈꯤꯕ ꯔꯤꯄꯣꯔꯠ ꯑꯃꯒꯤ ꯃꯇꯨꯡ ꯏꯟꯅ ꯃꯊꯪꯒꯤ ꯆꯍꯤ ꯃꯉꯥꯗ ꯑꯣꯇꯣꯃꯣꯇꯤꯕ ꯏꯟꯗꯁ꯭ꯇꯔꯤꯅ ꯑꯥꯔꯇꯤꯐꯤꯁꯤꯑꯦꯜ ꯏꯟꯇ‌ꯦꯂꯤꯖ‌ꯦꯟꯁꯗ ꯈ꯭ꯋꯥꯏꯗꯒꯤ ꯌꯥꯝꯅ ꯁꯦꯜ ꯊꯥꯗꯒꯅꯤ ꯍꯥꯏꯅ ꯄꯥꯅꯔꯤ, ꯃꯁꯤꯒꯤ ꯃꯇꯨꯡꯗ ꯍꯦꯜꯊꯀꯦꯌꯔ ꯁꯦꯛꯇꯔꯅ ꯌꯥꯝꯅ ꯅꯛꯅ ꯆꯠꯂꯤ꯫ ꯄꯥꯕ ꯌꯥꯕ ꯑꯐꯕ ꯂꯥꯏꯔꯤꯛ ꯑꯃ ꯄꯤꯌꯨ꯫ ꯑꯗꯣꯝꯅ ꯅꯨꯡꯉꯥꯏꯕꯤꯕ ꯌꯥꯕ ꯌꯥꯝꯅ ꯔꯦꯀꯃꯦꯟꯗ ꯇꯧꯔꯕ ꯂꯥꯏꯔꯤꯛ ꯑꯃꯗꯤ ꯌꯨꯚꯥꯜ ꯅꯣꯍꯥ ꯍꯔꯥꯔꯤꯒꯤ ꯁꯦꯄꯤꯌꯟꯁꯅꯤ꯫ ꯃꯁꯤ ꯑꯩꯈꯣꯏꯒꯤ ꯁ꯭ꯄꯤꯁꯤꯁ ꯑꯁꯤꯒꯤ ꯄꯨꯋꯥꯔꯤꯒꯤ ꯃꯇꯥꯡꯗ ꯃꯤꯠꯌꯦꯡ ꯊꯝꯕ ꯑꯃꯁꯨꯡ ꯋꯥꯈꯜ ꯋꯥꯕ ꯊꯤꯖꯤꯟꯕꯒꯤ ꯊꯕꯛ ꯑꯃꯅꯤ, ꯃꯁꯤꯗ ꯃꯤꯑꯣꯏꯕꯅ ꯀꯔꯝꯅ ꯁꯦꯝꯒꯠꯂꯛꯈꯤꯕꯒꯦ ꯑꯃꯁꯨꯡ ꯑꯩꯈꯣꯏꯒꯤ ꯑꯀꯣꯏꯕꯗ ꯂꯩꯔꯤꯕ ꯃꯥꯂꯦꯝ ꯑꯁꯤꯗ ꯑꯩꯈꯣꯏꯅ ꯄꯤꯈꯤꯕ ꯏꯝꯄꯦꯛ ꯑꯗꯨ ꯌꯦꯡꯁꯤꯜꯂꯤ꯫ ꯂꯥꯏꯔꯤꯛ ꯑꯁꯤꯅ ꯕꯥꯏꯑꯣꯂꯣꯖꯤꯗꯒꯤ ꯍꯧꯔꯒ ꯀꯜꯆꯔ, ꯏꯀꯣꯅꯣꯃꯤꯛꯁ, ꯑꯃꯁꯨꯡ ꯔꯥꯖꯅꯤꯇꯤ ꯐꯥꯎꯕꯒꯤ ꯋꯥꯐꯝ ꯈꯨꯗꯤꯡꯃꯛ ꯊꯤꯖꯤꯜꯂꯤ ꯑꯃꯁꯨꯡ ꯃꯁꯤ ꯏꯅꯟꯐꯣꯔꯃꯦꯇꯤꯕ ꯑꯃꯁꯨꯡ ꯊꯥꯖꯕ ꯌꯥꯗꯕ ꯃꯑꯣꯡꯗ ꯌꯥꯎꯕ ꯑꯅꯤꯃꯛ ꯌꯥꯎꯔꯤ꯫ ꯄꯨꯟꯁꯤ ꯑꯁꯤ ꯔꯣꯂꯔꯀꯣꯁ꯭ꯇꯔ ꯑꯃꯅꯤ ꯍꯥꯏꯕ ꯋꯥꯍꯩ ꯑꯁꯤꯒꯤꯗꯃꯛ ꯑꯦꯅꯥꯂꯣꯖꯤ ꯑꯃꯥ ꯁꯦꯝꯃꯨ꯫ ꯔꯣꯂꯔ ꯀꯣꯁ꯭ꯇꯔ ꯑꯃꯅ ꯃꯁꯥꯒꯤ ꯋꯥꯡꯃꯗ ꯆꯠꯄꯥ, ꯈꯪꯍꯧꯗꯅ ꯂꯥꯛꯄ, ꯑꯃꯁꯨꯡ ꯅꯨꯡꯉꯥꯏꯕ ꯑꯃꯁꯨꯡ ꯑꯀꯤꯕꯒꯤ ꯃꯤꯀꯨꯞꯁꯤꯡ ꯂꯩꯕꯒꯨꯝꯅ, ꯄꯨꯟꯁꯤꯁꯨ ꯑꯋꯥꯡꯕ ꯑꯃꯁꯨꯡ ꯅꯦꯝꯕ, ꯊꯥꯖꯗꯕ ꯋꯥꯈꯜ ꯋꯥꯕꯥ, ꯑꯃꯁꯨꯡ ꯃꯁꯤꯕꯨ ꯊꯥꯖꯗꯕ ꯑꯃꯁꯨꯡ ꯅꯨꯡꯉꯥꯏꯕ ꯑꯣꯏꯍꯜꯂꯤꯕ ꯏꯃꯣꯁꯟꯁꯤꯡꯒꯤ ꯃꯤꯛꯁ ꯑꯃꯅ ꯊꯜꯂꯕ ꯄꯨꯟꯁꯤ ꯑꯃꯅꯤ꯫ ꯐꯤꯒꯔ ꯑꯣꯐ ꯁ꯭ꯄꯤꯆ ꯑꯃ ꯁꯤꯖꯤꯟꯅꯗꯨꯅ ꯁꯦꯟꯁꯟ ꯑꯃ ꯁꯦꯝꯃꯨ꯫ ꯅꯪꯅ ꯅꯨꯡꯉꯥꯏꯅ ꯂꯩꯔꯤꯉꯩꯗ ꯃꯇꯝ ꯀꯨꯏꯅ ꯆꯠꯂꯤ꯫ ꯋꯥꯍꯩ ꯑꯁꯤꯅ ꯃꯦꯇꯥꯐꯣꯔ ꯍꯥꯏꯅ ꯈꯪꯅꯕ ꯐꯤꯒꯔ ꯑꯣꯐ ꯁ꯭ꯄꯤꯆ ꯑꯁꯤ ꯁꯤꯖꯤꯟꯅꯩ, ꯃꯐꯝ ꯑꯗꯨꯗ ꯃꯇꯝ ꯑꯁꯤ ꯌꯥꯝꯅ ꯊꯨꯅ ꯎꯔꯤꯕ ꯁꯥ ꯑꯃꯒ ꯆꯥꯡꯗꯝꯅꯔꯤ꯫ ꯃꯈꯥꯗ ꯄꯟꯈ꯭ꯔꯤꯕ ꯆꯔꯤꯇꯔ ꯑꯁꯤꯒꯤ ꯃꯔꯨꯑꯣꯏꯕ ꯃꯁꯛ ꯑꯃꯥ ꯄꯟꯕꯤꯌꯨ꯫ ꯗꯤꯃꯤꯇꯔꯤ ꯗꯤꯃꯤꯠꯔꯣꯚ ꯑꯁꯤ ꯕꯨꯜꯒꯦꯔꯤꯌꯥꯒꯤ ꯑꯏꯕ ꯑꯃꯅꯤ ꯑꯃꯁꯨꯡ ꯃꯍꯥꯛꯀꯤ ꯁꯥꯏꯟꯁ ꯐꯤꯛꯁꯟꯒꯤ ꯋꯥꯔꯤꯁꯤꯡꯒꯤꯗꯃꯛ ꯈ꯭ꯋꯥꯏꯗꯒꯤ ꯃꯃꯤꯡ ꯆꯠꯂꯤ꯫ ꯗꯤꯃꯤꯇꯔꯤ ꯗꯤꯃꯤꯇꯔꯣꯚꯀꯤ ꯁꯛꯇꯝ ꯑꯁꯤꯒꯤ ꯃꯔꯨꯑꯣꯏꯕ ꯃꯁꯛ ꯑꯃꯗꯤ ꯃꯍꯥꯛꯀꯤ ꯁꯥꯏꯟꯁ ꯐꯤꯛꯁꯟꯒꯤ ꯋꯥꯔꯤꯁꯤꯡꯒꯤꯗꯃꯛ ꯈ꯭ꯋꯥꯏꯗꯒꯤ ꯃꯃꯤꯡ ꯆꯠꯄ ꯕꯨꯜꯒꯦꯔꯤꯌꯥꯒꯤ ꯑꯏꯕ ꯑꯃꯅꯤ꯫ ꯃꯄꯥꯟꯗ ꯇꯝꯕꯒꯤ ꯀꯥꯟꯅꯕꯁꯤꯡꯒꯤ ꯃꯇꯥꯡꯗꯥ ꯇ꯭ꯕꯤꯠ ꯑꯃꯥ ꯀꯝꯄꯣꯖ ꯇꯧꯕꯤꯌꯨ꯫ ꯃꯄꯥꯟꯗ ꯇꯝꯕ ꯑꯁꯤ ꯑꯅꯧꯕ ꯀꯜꯆꯔ, ꯂꯣꯜ, ꯑꯃꯁꯨꯡ ꯃꯤꯠꯌꯦꯡꯁꯤꯡꯒꯤ ꯊꯣꯡ ꯍꯥꯡꯗꯣꯛꯂꯤꯕ ꯄꯨꯟꯁꯤ ꯍꯣꯡꯍꯟꯕ ꯉꯝꯕ ꯑꯦꯛꯁꯄꯔꯤꯌꯦꯟꯁ ꯑꯃꯅꯤ꯫ ꯃꯁꯤꯅ ꯅꯍꯥꯛꯀꯤ ꯔꯤꯖ꯭ꯌꯨꯝ ꯍꯦꯟꯒꯠꯍꯜꯂꯤ, ꯃꯅꯤꯡꯇꯝꯕ ꯑꯃꯁꯨꯡ ꯑꯦꯗꯞꯇꯦꯕꯤꯂꯤꯇꯤ ꯇꯝꯕꯤꯔꯤ, ꯑꯃꯁꯨꯡ ꯀꯥꯎꯔꯣꯏꯗꯕ ꯅꯤꯡꯁꯤꯡꯅꯤꯡꯉꯥꯏ ꯑꯣꯏꯕꯁꯤꯡ ꯁꯦꯝꯒꯠꯂꯤ꯫ ꯅꯍꯥꯛꯀꯤ ꯋꯥꯈꯜ ꯄꯥꯛꯊꯣꯛ-ꯆꯥꯎꯊꯣꯛꯄꯒꯤ ꯈꯨꯗꯣꯡꯆꯥꯕ ꯑꯗꯨ ꯂꯧꯊꯣꯛꯄꯤꯒꯅꯨ꯫